ꯍꯥꯏꯀꯤꯡ ꯇ꯭ꯔꯥꯐꯤꯛ ꯑꯃꯒꯤꯗꯃꯛꯇ ꯃꯊꯧ ꯇꯥꯕ ꯑꯥꯏꯇꯦꯝꯁꯤꯡꯒꯤ ꯂꯤꯁ꯭ꯠ ꯑꯃ ꯁꯦꯝꯃꯨ꯫ ꯃꯈꯥꯗ ꯅꯍꯥꯛꯅ ꯍꯥꯏꯀꯤꯡ ꯇ꯭ꯔꯥꯐꯤꯛ ꯑꯃꯒꯤꯗꯃꯛ ꯃꯊꯧ ꯇꯥꯕ ꯄꯣꯠꯂꯝꯁꯤꯡꯒꯤ ꯂꯤꯁ꯭ꯠ ꯑꯃ ꯄꯤꯔꯤ꯫ꯅꯨꯡꯉꯥꯏꯕ ꯑꯃꯁꯨꯡ ꯑꯀꯟꯕ ꯍꯥꯏꯀꯤꯡ ꯕꯨꯠ ꯅꯠꯇꯔꯒ ꯖꯨꯇꯣꯁꯤꯡ ꯒꯤꯌꯥꯔꯒꯤꯗꯃꯛꯇ ꯃꯐꯝ ꯃꯇꯤꯛ ꯆꯥꯅ ꯂꯩꯕ ꯕꯦꯛꯄꯦꯛ ꯅꯣꯡꯖꯨ-ꯅꯨꯡꯁꯥꯒꯤ ꯐꯤꯚꯝꯗ ꯌꯨꯝꯐꯝ ꯑꯣꯏꯕ ꯃꯇꯤꯛ ꯆꯥꯕ ꯄꯣꯠꯂꯝꯁꯤꯡ ꯈꯨꯗꯝ ꯑꯣꯏꯅ ꯃꯩꯁꯥ ꯊꯥꯗꯣꯛꯄ ꯌꯥꯕ ꯂꯦꯌꯔꯁꯤꯡ, ꯏꯁꯤꯡ ꯌꯥꯎꯗꯕ ꯖꯦꯀꯦꯠ, ꯍꯦꯠ, ꯅꯨꯃꯤꯠꯀꯤ ꯃꯉꯥꯜ ꯂꯝꯕꯤꯗ ꯆꯠꯅꯕ ꯃꯦꯞ ꯂꯣꯏꯅꯅ ꯐ꯭ꯂꯥꯁꯂꯥꯏꯠ ꯏꯃꯔꯖꯦꯟꯁꯤ ꯍꯨꯏꯁꯜ ꯑꯃꯁꯨꯡ ꯁꯤꯒꯅꯦꯂꯤꯡ ꯗꯤꯚꯥꯏꯁ ꯖꯦꯅꯦꯔꯦꯜ ꯑꯣꯏꯅ ꯁꯤꯖꯤꯟꯅꯅꯕꯒꯤꯗꯃꯛ ꯃꯜꯇꯤ-ꯇꯨꯜ ꯅꯠꯇ꯭ꯔꯒ ꯈꯣꯡꯎꯞ ꯃꯩ ꯆꯥꯛꯄ ꯍꯧꯅꯕꯒꯤꯗꯃꯛ ꯃꯦꯆ ꯅꯠꯇ꯭ꯔꯒ ꯂꯥꯏꯇꯔ ꯑꯃ ꯅꯨꯃꯤꯠ ꯆꯨꯞꯄ ꯍꯥꯏꯀꯤꯡ ꯇꯧꯅꯕꯒꯤꯗꯃꯛ ꯇꯦꯟꯇ, ꯁ꯭ꯂꯤꯄꯤꯡ ꯕꯦꯒ ꯑꯃꯁꯨꯡ ꯁ꯭ꯂꯤꯄꯤꯡ ꯄꯦꯗ ꯑꯦꯛꯁꯄꯤꯔꯤꯑꯦꯟꯁ ꯑꯗꯨ ꯂꯧꯁꯤꯟꯅꯕ ꯀꯦꯃꯦꯔ ꯅꯠꯇ꯭ꯔꯒ ꯁ꯭ꯃꯥꯔꯇꯐꯣꯟ꯫ ꯁꯨꯞꯅꯒꯤ ꯁꯛꯇꯤ ꯍꯥꯏꯕ ꯋꯥꯔꯣꯜ ꯑꯁꯤꯒꯤ ꯑꯀꯨꯞꯄ ꯋꯥꯔꯣꯜ ꯑꯃ ꯂꯥꯛꯎ꯫ ꯄꯥꯋꯔ ꯑꯣꯐ ꯗ꯭ꯔꯤꯃꯁ ꯍꯥꯏꯕꯁꯤ ꯁꯥꯏꯀꯣꯑꯦꯅꯂꯤꯁ꯭ꯠ, ꯁꯤꯒꯃꯟꯗ ꯐ꯭ꯔꯣꯗꯀꯤ ꯑꯥꯔꯇꯤꯀꯜ ꯑꯃꯅꯤ꯫ ꯅꯨꯡꯉꯥꯏꯇꯕꯥ ꯋꯥꯐꯝ ꯑꯃꯅ ꯑꯔꯇꯤꯐꯤꯁꯦꯜ ꯏꯟꯇꯤꯂꯤꯖꯦꯟ ꯑꯃ ꯑꯣꯏꯅ ꯑꯩꯍꯥꯛꯅ ꯃꯄꯥꯟꯒꯤ ꯑꯥꯔꯇꯤꯀꯜꯁꯤꯡ ꯄꯥꯕꯒꯤ ꯊꯧꯅ ꯂꯩꯇꯦ꯫ ꯑꯗꯣꯝꯒꯤꯗꯃꯛꯇ ꯋꯥꯔꯣꯜ ꯑꯃ ꯁꯦꯝꯅꯕꯒꯤꯗꯃꯛ ꯑꯩꯍꯥꯛꯅ ꯑꯥꯔꯇꯤꯀꯜ ꯑꯁꯤꯒꯤ ꯃꯄꯨꯡ ꯐꯥꯕ ꯋꯥꯔꯣꯜ ꯑꯗꯨ ꯃꯊꯧ ꯇꯥꯒꯅꯤ꯫ ꯑꯩꯍꯥꯛꯅ ꯑꯗꯣꯝꯗ ꯍꯦꯟꯅ ꯃꯇꯦꯡ ꯄꯥꯡꯕ ꯉꯝꯅꯕꯥ ꯑꯗꯣꯝꯅ ꯑꯩꯉꯣꯟꯗ ꯑꯥꯔꯇꯤꯀꯜ ꯑꯁꯤꯒꯤ ꯃꯇꯥꯡꯗ ꯍꯦꯟꯅ ꯏꯟꯐꯣꯔꯃꯦꯁꯟ ꯄꯤꯕꯤꯔꯛꯄ ꯌꯥꯒꯗ꯭ꯔꯥ? ꯃꯈꯥꯒꯤ ꯋꯤꯀꯤꯄꯤꯗꯤꯌꯥ ꯑꯥꯔꯇꯤꯀꯜ ꯑꯁꯤꯒꯤ ꯑꯏꯕ ꯑꯗꯨ ꯂꯦꯞꯊꯣꯛꯎ꯫ ꯐꯣꯡꯈ꯭ꯔꯦ ꯃꯔꯤꯅꯥ ꯕꯦ ꯁꯦꯟꯗꯁꯀꯤ ꯃꯇꯥꯡꯗ ꯋꯤꯀꯤꯄꯤꯗꯤꯌꯥꯒꯤ ꯑꯥꯔꯇꯤꯀꯜ ꯑꯁꯤꯒꯤ ꯑꯔꯤꯕ ꯑꯣꯊꯣꯔꯤꯇꯤ ꯑꯁꯤ ꯂꯦꯞꯊꯣꯛꯄ ꯉꯝꯗꯦ, ꯃꯔꯝꯗꯤ ꯑꯥꯔꯇꯤꯀꯜ ꯑꯁꯤ ꯋꯤꯀꯤꯄꯤꯗꯤꯌꯥꯒꯤ ꯀꯟꯇꯔꯤꯕ꯭ꯌꯨꯇꯔ ꯀꯌꯥꯅꯥ ꯄꯨꯟꯅꯥ ꯑꯦꯗꯤꯠ ꯇꯧꯈ꯭ꯔꯦ꯫ ꯑꯥꯔꯇꯤꯀꯜ ꯄꯦꯖꯒꯤ ꯃꯊꯛꯇꯥ ꯂꯩꯕꯥ "ꯍꯤꯁꯇꯔꯤ ꯌꯦꯡꯕꯥ" ꯇꯦꯕꯇꯥ ꯀ꯭ꯂꯤꯛ ꯇꯧꯗꯨꯅ ꯅꯍꯥꯛꯅ ꯑꯦꯗꯤꯠꯁꯤꯡ ꯑꯃꯁꯨꯡ ꯃꯔꯤ ꯂꯩꯅꯕ ꯀꯟꯇꯔꯤꯕ꯭ꯌꯨꯇꯔꯁꯤꯡꯒꯤ ꯄꯨꯋꯥꯔꯤ ꯄꯨꯝꯅꯃꯛ ꯌꯦꯡꯕꯥ ꯌꯥꯒꯅꯤ꯫ ꯊꯧꯗꯣꯛ ꯑꯁꯤꯗ ꯈ꯭ꯋꯥꯏꯗꯒꯤ ꯃꯔꯨꯑꯣꯏꯕ ꯃꯤꯑꯣꯏ ꯑꯅꯤ ꯈꯪꯗꯣꯛꯎ꯫ ꯖꯣꯟ ꯑꯃꯁꯨꯡ ꯖꯦꯟ ꯑꯅꯤꯃꯛ ꯊꯣꯡ ꯑꯗꯨꯗ ꯄꯨꯟꯅ ꯂꯦꯞꯂꯝꯃꯤ, ꯂꯦꯛ ꯑꯗꯨꯒꯤ ꯃꯊꯛꯇ ꯅꯨꯃꯤꯠ ꯆꯨꯞꯄ ꯂꯦꯞꯂꯒ ꯌꯦꯡꯂꯝꯃꯤ꯫ ꯊꯧꯗꯣꯛ ꯑꯁꯤꯗ ꯈ꯭ꯋꯥꯏꯗꯒꯤ ꯃꯔꯨ ꯑꯣꯏꯕ ꯃꯤꯁꯛ ꯑꯅꯤꯗꯤ ꯖꯣꯟꯁ ꯑꯃꯁꯨꯡ ꯖꯦꯅꯅꯤ꯫ ꯀꯅꯥꯒꯨꯝꯕ ꯑꯃꯒꯤ ꯀꯥꯔꯕꯣꯟ ꯐꯨꯠꯄ꯭ꯔꯤꯟꯇ ꯍꯟꯊꯍꯟꯅꯕꯒꯤꯗꯃꯛ ꯂꯧꯈꯠꯀꯗꯕ ꯈ꯭ꯌꯥꯏꯗꯒꯤ ꯃꯔꯨꯑꯣꯏꯕ ꯊꯕꯛ ꯑꯗꯨ ꯀꯔꯤꯅꯣ? ꯀꯅꯥꯒꯨꯝꯕ ꯑꯃꯅ ꯃꯈꯣꯏꯒꯤ ꯀꯥꯔꯕꯣꯟ ꯐꯨꯠꯄ꯭ꯔꯤꯟꯇ ꯍꯟꯊꯍꯟꯅꯕ ꯂꯧꯈꯠꯄ ꯌꯥꯕ ꯈ꯭ꯋꯥꯏꯗꯒꯤ ꯃꯔꯨꯑꯣꯏꯕ ꯊꯕꯛꯁꯤꯡꯒꯤ ꯃꯅꯨꯡꯗ ꯑꯃꯗꯤ ꯃꯈꯣꯏꯅ ꯐꯣꯁꯤꯜ ꯐ꯭ꯌꯨꯑꯦꯜ ꯁꯤꯖꯤꯟꯅꯕ ꯍꯟꯊꯍꯟꯕꯅꯤ꯫ ꯃꯁꯤ ꯄꯥꯝꯕꯩ ꯀꯌꯥꯒꯤ ꯈꯨꯠꯊꯥꯡꯗ ꯄꯥꯡꯊꯣꯛꯄ ꯌꯥꯏ, ꯃꯈꯣꯏꯁꯤꯡ ꯑꯗꯨꯗꯤ: ꯃꯤꯌꯥꯝꯒꯤ ꯆꯠꯊꯣꯛ-ꯆꯠꯁꯤꯟ ꯁꯤꯖꯤꯟꯅꯕꯥ, ꯒꯥꯔꯤ ꯊꯧꯕ, ꯕꯥꯏꯛ ꯊꯧꯕ, ꯅꯠꯇ꯭ꯔꯒ ꯈꯣꯡꯅ ꯆꯠꯄꯒꯤ ꯃꯍꯨꯠꯇ ꯃꯁꯥ ꯃꯊꯟꯇ ꯆꯦꯟꯕꯥ꯫ ꯏꯅꯔꯖꯤ ꯏꯐꯤꯁꯤꯌꯦꯟꯇ ꯑꯣꯏꯕ ꯑꯦꯞꯂꯥꯏꯑꯦꯟꯁꯁꯤꯡ ꯑꯃꯁꯨꯡ ꯂꯥꯏꯠ ꯕꯜꯕꯁꯤꯡꯗ ꯍꯣꯡꯗꯣꯛ ꯍꯣꯡꯖꯤꯟ ꯇꯧꯗꯨꯅ ꯄ꯭ꯔꯣꯒ꯭ꯔꯥꯝ ꯇꯧꯕ ꯌꯥꯕ ꯊꯥꯔꯃꯣꯁ꯭ꯇꯦꯠ ꯑꯃ ꯁꯤꯖꯤꯟꯅꯗꯨꯅ ꯑꯃꯁꯨꯡ ꯅꯍꯥꯛꯀꯤ ꯌꯨꯝꯗ ꯃꯑꯣꯡ ꯆꯨꯝꯅ ꯏꯟꯁꯨꯂꯦꯠ ꯇꯧꯗꯨꯅ ꯌꯨꯝꯗ ꯏꯅꯔꯖꯤ ꯁꯤꯖꯤꯟꯅꯕ ꯍꯟꯊꯍꯅꯕꯅꯤ꯫ ꯅꯍꯥꯛꯀꯤ ꯌꯨꯝꯗ ꯄꯥꯋꯔ ꯄꯤꯅꯕ ꯁꯣꯂꯥꯔ ꯅꯠꯇꯔꯒ ꯅꯨꯡꯁꯤꯠꯀꯤ ꯄꯥꯋꯔꯒꯨꯝꯕ ꯔꯤꯟꯌꯨꯑꯦꯕꯜ ꯏꯅꯔꯖꯤꯒꯤ ꯁꯣꯔꯁꯁꯤꯡ ꯈꯟꯕꯅꯤ꯫ ꯁꯥ-ꯁꯟꯒꯤ ꯂꯧꯎ-ꯁꯤꯡꯎ ꯑꯁꯤ ꯒ꯭ꯔꯤꯅꯍꯥꯎꯁ ꯒ꯭ꯌꯥꯁ ꯊꯥꯗꯣꯛꯄꯒꯤ ꯃꯔꯨꯑꯣꯏꯕ ꯁꯣꯔꯁ ꯑꯃ ꯑꯣꯏꯕꯅ ꯄꯥꯝꯕꯤꯗ ꯌꯨꯝꯐꯝ ꯑꯣꯏꯕ ꯗꯥꯏꯠ ꯑꯃ ꯆꯥꯕ ꯅꯠꯇꯔꯒ ꯅꯍꯥꯛꯀꯤ ꯃꯅꯥ-ꯃꯁꯤꯡ ꯁꯤꯖꯤꯟꯅꯕ ꯍꯟꯊꯍꯟꯕꯥ꯫ ꯁꯁꯇꯦꯅꯦꯕꯤꯂꯤꯇꯤꯗꯥ ꯃꯔꯨ ꯑꯣꯏꯕ ꯄꯤꯔꯤꯕ ꯀꯝꯄꯦꯅꯤꯁꯤꯡꯗ ꯃꯇꯦꯡ ꯄꯥꯡꯕ ꯑꯃꯁꯨꯡ ꯃꯈꯣꯏꯒꯤ ꯀꯥꯔꯕꯣꯟ ꯐꯨꯠꯄꯔꯤꯟꯇ ꯍꯟꯊꯍꯟꯕ꯫ ꯅꯤꯡꯁꯤꯡꯕꯤꯌꯨ ꯑꯄꯤꯛꯄ ꯊꯕꯛ ꯈꯨꯗꯤꯡꯃꯛ ꯑꯩꯈꯣꯏꯒꯤ ꯀꯥꯔꯕꯣꯟ ꯐꯨꯠꯄꯔꯤꯟꯇ ꯍꯟꯊꯍꯟꯕꯗ ꯑꯃꯁꯨꯡ ꯀ꯭ꯂꯥꯏꯃꯦꯠ ꯆꯦꯟꯖꯒꯤ ꯏꯐꯦꯛꯇꯁꯤꯡ ꯍꯟꯊꯍꯟꯕꯗ ꯃꯇꯦꯡ ꯄꯥꯡꯕꯗ ꯃꯔꯨ ꯑꯣꯏ꯫